ꯑꯅꯧꯕꯥ ꯇꯦꯛꯅꯣꯂꯣꯖꯤ ꯑꯃꯥ ꯍꯧꯗꯣꯛꯅꯕꯒꯤ ꯊꯧꯔꯥꯡ ꯑꯃꯥ ꯁꯦꯝꯃꯨ꯫ ꯑꯅꯧꯕꯥ ꯇꯦꯛꯅꯣꯂꯣꯖꯤ ꯑꯁꯤ ꯀꯁ꯭ꯇꯃꯔ ꯁꯔꯕꯤꯁ ꯑꯃꯁꯨꯡ ꯔꯤꯇꯦꯜ ꯑꯣꯄ꯭ꯔꯦꯁꯟꯁꯤꯡꯗꯥ ꯃꯇꯦꯡ ꯄꯥꯡꯂꯤꯕꯥ ꯔꯣꯕꯣꯇꯤꯛ ꯑꯦꯁꯤꯁꯇꯦꯟ ꯑꯃꯅꯤ꯫ ꯀꯁ꯭ꯇꯃꯔ ꯁꯔꯕꯤꯁ ꯑꯃꯁꯨꯡ ꯔꯤꯇꯦꯜ ꯑꯣꯄ꯭ꯔꯦꯁꯟꯗꯥ ꯔꯣꯕꯣꯇꯤꯛ ꯑꯦꯁꯤꯁ꯭ꯇꯦꯟꯇꯒꯨꯝꯕꯥ ꯑꯅꯧꯕꯥ ꯇꯦꯛꯅꯣꯂꯣꯖꯤ ꯑꯃꯥ ꯍꯧꯗꯣꯛꯄꯅꯥ ꯏꯟꯗꯁꯇ꯭ꯔꯤꯗꯥ ꯑꯍꯣꯡꯕꯥ ꯑꯃꯥ ꯄꯨꯔꯛꯄꯥ ꯉꯝꯒꯅꯤ꯫ ꯑꯗꯨꯝ ꯑꯣꯏꯅꯃꯛ ꯇꯦꯛꯅꯣꯂꯣꯖꯤ ꯑꯁꯤꯒꯤ ꯃꯥꯏ ꯄꯥꯛꯄꯥ ꯑꯁꯤ ꯀꯩꯊꯦꯜꯗꯥ ꯃꯇꯧ ꯀꯔꯝꯅꯥ ꯄꯨꯔꯛꯄꯒꯦ ꯍꯥꯏꯕꯗꯨꯗꯥ ꯌꯥꯝꯅꯥ ꯃꯈꯥ ꯄꯣꯜꯂꯤ꯫ ꯀꯁ꯭ꯇꯃꯔꯁꯤꯡ ꯑꯃꯁꯨꯡ ꯔꯤꯇꯦꯂꯔꯁꯤꯡꯗꯥ ꯔꯣꯕꯣꯇꯤꯛ ꯑꯦꯁꯤꯁꯇꯦꯟ ꯑꯁꯤ ꯃꯥꯏ ꯄꯥꯛꯅꯥ ꯈꯉꯗꯣꯛꯅꯕꯥ ꯊꯧꯔꯥꯡ ꯑꯁꯤ ꯏꯟꯒꯗꯕꯅꯤ꯫ ꯑꯦꯋꯦꯌꯔꯅꯦꯁ ꯁꯦꯝꯕꯥ: ꯑꯅꯧꯕꯥ ꯇꯦꯛꯅꯣꯂꯣꯖꯤꯗꯥ ꯄꯨꯛꯅꯤꯡ ꯆꯪꯕꯥ ꯍꯦꯟꯒꯠꯍꯟꯅꯕꯥ ꯑꯦꯋꯦꯌꯔꯅꯦꯁ ꯃꯊꯧ ꯇꯥꯏ꯫ ꯇꯤꯖꯔꯁꯤꯡ ꯐꯣꯡꯗꯨꯅꯥ ꯑꯃꯁꯨꯡ ꯂꯥꯛꯀꯗꯧꯔꯤꯕꯥ ꯑꯅꯧꯕꯥ ꯇꯦꯛꯅꯣꯂꯣꯖꯤꯒꯤ ꯃꯇꯥꯡꯗꯥ ꯃꯤꯌꯥꯃꯗꯥ ꯈꯡꯍꯟꯗꯨꯅꯥ ꯃꯤꯗꯤꯌꯥ ꯑꯃꯁꯨꯡ ꯁꯣꯁꯤꯌꯦꯜ ꯃꯤꯗꯤꯌꯥꯒꯤ ꯁꯛꯇꯤ ꯑꯗꯨ ꯁꯤꯖꯤꯟꯅꯕꯤꯌꯨ꯫ ꯀꯩꯊꯦꯜꯗꯥ ꯇꯝꯕꯤꯕꯥ: ꯑꯅꯧꯕꯥ ꯇꯦꯛꯅꯣꯂꯣꯖꯤ ꯑꯁꯤꯒꯤ ꯀꯥꯟꯅꯕꯥ ꯑꯃꯁꯨꯡ ꯁꯤꯖꯤꯟꯅꯕꯒꯤ ꯃꯇꯥꯡꯗꯥ ꯔꯤꯇꯦꯂꯔꯁꯤꯡ ꯑꯃꯁꯨꯡ ꯀꯁ꯭ꯇꯃꯔꯁꯤꯡꯗꯥ ꯈꯡꯍꯟꯅꯕꯥ ꯇ꯭ꯔꯦꯅꯤꯡ ꯁꯦꯁꯅꯁꯤꯡ, ꯇ꯭ꯌꯨꯇꯔꯤꯌꯔꯁꯤꯡ, ꯑꯃꯁꯨꯡ ꯁꯦꯃꯤꯅꯥꯔꯁꯤꯡ ꯄꯥꯡꯊꯣꯛꯀꯗꯕꯅꯤ꯫ ꯇ꯭ꯔꯦꯅꯤꯡꯒꯤ ꯃꯆꯥꯛꯁꯤꯡ ꯑꯁꯤ ꯐꯖꯅꯥ ꯂꯧꯁꯤꯅꯕꯥ ꯑꯃꯁꯨꯡ ꯃꯄꯨꯡꯐꯥꯕꯥ ꯑꯣꯏꯍꯟꯒꯗꯕꯅꯤ꯫ ꯉꯟꯅꯥ ꯑꯦꯗꯣꯞꯇ ꯇꯧꯕꯁꯤꯡꯒꯥ ꯄꯨꯟꯅꯥ ꯊꯕꯛ ꯇꯧꯃꯤꯟꯅꯕꯥ: ꯔꯤꯇꯦꯂꯔꯁꯤꯡ, ꯕꯤꯖꯤꯅꯦꯁ ꯑꯣꯅꯔꯁꯤꯡ, ꯑꯃꯁꯨꯡ ꯃꯔꯤ ꯂꯩꯅꯕꯥ ꯏꯟꯗꯁꯇ꯭ꯔꯤꯒꯤ ꯃꯔꯨꯑꯣꯏꯕꯥ ꯋꯥꯈꯜꯂꯣꯟ ꯂꯨꯆꯤꯡꯕꯁꯤꯡꯒꯤ ꯃꯔꯛꯇꯥ ꯇꯦꯛꯅꯣꯂꯣꯖꯤꯒꯤꯗꯃꯛꯇꯥ ꯉꯟꯅꯥ ꯑꯦꯗꯣꯞ ꯇꯧꯕꯁꯤꯡ ꯊꯤꯒꯗꯕꯅꯤ꯫ ꯇꯦꯛꯅꯣꯂꯣꯖꯤ ꯑꯁꯤꯗꯒꯤ ꯈ꯭ꯕꯥꯏꯗꯒꯤ ꯍꯦꯟꯅꯥ ꯀꯥꯟꯅꯕꯥ ꯐꯪꯅꯕꯥ ꯃꯈꯣꯏꯗꯥ ꯃꯊꯧ ꯇꯥꯕꯥ ꯃꯇꯦꯡ ꯄꯤꯒꯗꯕꯅꯤ꯫ ꯇꯦꯛꯅꯣꯂꯣꯖꯤ ꯔꯣꯜ ꯑꯥꯎꯠ ꯇꯧꯕꯥ: ꯀꯩꯊꯦꯂꯗꯥ ꯇꯦꯛꯅꯣꯂꯣꯖꯤ ꯑꯁꯤ ꯇꯞꯅꯥ ꯇꯞꯅꯥ ꯔꯣꯜ ꯑꯥꯎꯠ ꯇꯧꯒꯗꯕꯅꯤ꯫ ꯔꯦꯁ꯭ꯄꯣꯟꯁ ꯑꯗꯨ ꯒꯦꯖ ꯇꯧꯅꯕꯥ ꯑꯃꯁꯨꯡ ꯊꯦꯡꯅꯗꯕꯥ ꯑꯋꯥꯠꯄꯥ ꯑꯃꯍꯦꯛꯇꯕꯨ ꯈꯪꯗꯣꯛꯅꯕꯥ ꯂꯤꯃꯤꯇꯦꯗ ꯔꯤꯂꯤꯖ ꯑꯃꯗꯒꯤ ꯍꯧꯒꯗꯕꯅꯤ꯫ ꯑꯗꯣꯝꯅꯥ ꯃꯊꯧ ꯇꯥꯕꯥ ꯑꯍꯣꯡꯕꯁꯤꯡ ꯄꯨꯔꯛꯄꯥ ꯃꯇꯃꯗꯥ, ꯀꯩꯊꯦꯂꯗꯥ ꯗꯤꯞꯄ꯭ꯂꯣꯏ ꯇꯧꯔꯤꯕꯥ ꯌꯨꯅꯤꯠꯁꯤꯡꯒꯤ ꯃꯁꯤꯡ ꯇꯞꯅꯥ ꯇꯞꯅꯥ ꯍꯦꯒꯠꯍꯟꯕꯤꯌꯨ꯫ ꯐꯤꯗꯕꯦꯛ ꯈꯣꯝꯖꯤꯅꯕꯥ: ꯇꯦꯛꯅꯣꯂꯣꯖꯤ ꯑꯁꯤ ꯐꯒꯠꯍꯟꯅꯕꯥ ꯑꯃꯁꯨꯡ ꯃꯁꯤꯅꯥ ꯀꯁ꯭ꯇꯃꯔꯁꯤꯡ ꯑꯃꯁꯨꯡ ꯔꯤꯇꯦꯂꯔꯁꯤꯡꯒꯤ ꯑꯅꯤꯡꯕꯁꯤꯡ ꯁꯣꯏꯗꯅꯥ ꯐꯪꯍꯟꯅꯕꯥ ꯐꯤꯗꯕꯦꯛ ꯑꯁꯤ ꯌꯥꯝꯅꯥ ꯃꯔꯨꯑꯣꯏ꯫ ꯌꯨꯖꯔꯁꯤꯡꯗꯒꯤ ꯐꯤꯗꯕꯦꯛ ꯆꯥꯡ ꯅꯥꯏꯅꯥ ꯈꯣꯃꯖꯤꯅꯕꯥ ꯑꯃꯁꯨꯡ ꯊꯣꯔꯛꯄꯥ ꯋꯥꯐꯝ ꯄꯨꯝꯅꯃꯛ ꯀꯣꯛꯍꯟꯅꯕꯥ ꯍꯣꯠꯟꯒꯗꯕꯅꯤ ꯫ ꯂꯦꯞꯇꯅꯥ ꯑꯍꯣꯡꯕꯥ ꯄꯨꯔꯀꯄꯥ: ꯀꯩꯊꯦꯜꯒꯤ ꯃꯊꯧ ꯇꯥꯕꯁꯤꯡ ꯑꯁꯤ ꯂꯦꯞꯇꯅꯥ ꯍꯦꯟꯒꯠꯂꯛꯂꯤ, ꯑꯃꯁꯨꯡ ꯍꯣꯡꯂꯛꯂꯤꯕꯥ ꯃꯊꯧ ꯇꯥꯕꯁꯤꯡ ꯑꯁꯤ ꯐꯪꯍꯟꯅꯕꯥ ꯇꯦꯛꯅꯣꯂꯣꯖꯤꯗꯥ ꯃꯊꯧ ꯇꯥꯕꯥ ꯑꯞꯗꯦꯠꯁꯤꯡ ꯑꯃꯁꯨꯡ ꯑꯍꯣꯡꯕꯥ ꯄꯨꯔꯀꯄꯥ ꯑꯁꯤ ꯌꯥꯝꯅꯥ ꯃꯔꯨꯑꯣꯏ꯫ ꯗꯤꯕꯦꯂꯞꯃꯦꯟꯇ ꯇꯤꯝꯅꯥ ꯂꯦꯞꯇꯅꯥ ꯗꯦꯇꯥ ꯈꯣꯝꯖꯤꯜꯂꯤ, ꯃꯗꯨ ꯑꯦꯅꯥꯂꯥꯏꯖ ꯇꯧꯔꯤ, ꯑꯃꯁꯨꯡ ꯔꯣꯕꯣꯇꯤꯛ ꯑꯦꯁꯤꯁꯇꯦꯟꯠꯇꯥ ꯑꯍꯣꯡꯕꯥ ꯄꯨꯔꯛꯂꯤ ꯍꯥꯏꯕꯥ ꯁꯣꯏꯗꯅꯥ ꯈꯡꯍꯅꯕꯤꯌꯨ꯫ ꯂꯣꯏꯁꯤꯜꯂꯀꯄꯗꯥ, ꯔꯣꯕꯣꯇꯤꯛ ꯑꯦꯁꯤꯁꯇꯦꯟꯠꯒꯨꯝꯕꯥ ꯑꯅꯧꯕꯥ ꯇꯦꯛꯅꯣꯂꯣꯖꯤ ꯑꯃꯥ ꯍꯧꯗꯣꯛꯄꯗꯥ ꯀꯁ꯭ꯇꯃꯔꯁꯤꯡ ꯑꯃꯁꯨꯡ ꯔꯤꯇꯦꯂꯔꯁꯤꯡꯒꯤ ꯃꯊꯧ ꯇꯥꯕꯁꯤꯡ ꯑꯗꯨ ꯌꯥꯝꯅꯥ ꯐꯖꯅꯥ ꯁꯦꯝ ꯁꯥꯕꯥ ꯄ꯭ꯂꯥꯟ ꯑꯃꯥ ꯃꯊꯧ ꯇꯥꯏ꯫ ꯃꯊꯛꯇꯥ ꯄꯅꯈ꯭ꯔꯤꯕꯥ ꯈꯣꯡꯊꯥꯡꯁꯤꯡ ꯑꯁꯤ ꯏꯅꯗꯨꯅꯥ, ꯅꯍꯥꯛꯅꯥ ꯇꯦꯛꯅꯣꯂꯣꯖꯤ ꯑꯁꯤ ꯃꯥꯏꯄꯥꯛꯅꯥ ꯆꯠꯅꯍꯟꯕꯥ ꯑꯃꯁꯨꯡ ꯄꯥꯛ-ꯁꯟꯅꯥ ꯁꯤꯖꯤꯟꯅꯕꯥ ꯌꯥꯍꯅꯕꯥ ꯉꯝꯒꯅꯤ꯫ ꯇꯤ-ꯁꯥꯔꯠ ꯑꯃꯒꯤ ꯗꯤꯖꯥꯏꯟ ꯑꯗꯨ ꯐꯣꯡꯗꯣꯀꯎ꯫ ꯇꯤ-ꯁꯥꯔꯠ ꯍꯥꯏꯕꯁꯤ ꯃꯍꯧꯁꯥꯅꯥ ꯂꯁꯤꯡ, ꯄꯣꯂꯤꯁꯇꯔ ꯅꯠꯇ꯭ꯔꯒꯥ ꯑꯅꯤꯁꯤꯒꯤ ꯃꯔꯛꯇꯥ ꯑꯣꯏꯕꯥ ꯄꯣꯠꯁꯛ ꯑꯃꯅꯤ꯫ ꯃꯁꯤ ꯇꯔꯁꯣꯒꯤ ꯃꯊꯛꯇꯥ ꯊꯝꯅꯕꯥ ꯗꯤꯖꯥꯏꯟ ꯇꯧꯕꯅꯤ, ꯃꯁꯤꯗꯥ ꯈꯨꯠꯁꯥ ꯑꯃꯁꯨꯡ ꯃꯊꯛ ꯊꯪꯕꯥ ꯁꯔꯨꯛꯇꯥ ꯀꯨꯞꯁꯤꯟꯕꯥ ꯌꯥꯕꯥ ꯑꯄꯤꯡꯄꯥ ꯐꯨꯔꯤꯠꯁꯤꯡ ꯂꯩ꯫ ꯇꯤ-ꯁꯥꯔꯇꯁꯤꯡ ꯑꯁꯤ ꯇꯣꯉꯥꯟ ꯇꯣꯉꯥꯅꯕꯥ ꯅꯦꯛꯂꯥꯏꯟ ꯑꯃꯁꯨꯡ ꯁ꯭ꯇꯥꯏꯂꯁꯤꯡꯗꯥ ꯂꯥꯛꯏ, ꯃꯗꯨꯒꯤ ꯃꯅꯨꯡꯗꯥ ꯀ꯭ꯔꯨ ꯅꯦꯛ, ꯚꯤ-ꯅꯦꯛ, ꯁ꯭ꯀꯣꯞ ꯅꯦꯛ, ꯑꯃꯁꯨꯡ ꯑꯇꯩ ꯀꯌꯥ ꯌꯥꯎꯔꯤ꯫ ꯃꯈꯣꯌ ꯑꯁꯤ ꯐꯤꯠ ꯅꯠꯇ꯭ꯔꯒꯥ ꯂꯨꯖ ꯑꯣꯏꯕꯁꯨ ꯌꯥꯏ, ꯕꯣꯛꯁꯤ ꯅꯠꯇ꯭ꯔꯒꯥ ꯁ꯭ꯂꯤꯝ ꯁꯤꯂꯨꯋꯦꯠ ꯑꯣꯏꯕꯁꯨ ꯌꯥꯏ꯫ ꯇꯤ-ꯁꯥꯔꯠ ꯀꯌꯥꯗꯥ ꯃꯃꯥꯡꯗꯥ ꯒ꯭ꯔꯥꯐꯤꯛꯁ ꯅꯠꯇ꯭ꯔꯒꯥ ꯇꯦꯛꯁ ꯌꯥꯎꯏ, ꯃꯗꯨ ꯏꯆꯝ ꯆꯝꯕꯥ ꯗꯤꯖꯥꯏꯟ ꯅꯠꯇ꯭ꯔꯒꯥ ꯂꯣꯒꯣꯗꯒꯤ ꯍꯧꯔꯒꯥ ꯍꯦꯟꯅꯥ ꯃꯌꯦꯛ ꯁꯦꯡꯕꯥ ꯑꯥꯔꯠꯋꯥꯛ ꯅꯠꯇ꯭ꯔꯒꯥ ꯁ꯭ꯇꯦꯠꯃꯦꯟ꯭ꯇ ꯐꯥꯎꯕꯥ ꯌꯥꯎꯕꯥ ꯌꯥꯏ꯫ ꯑꯄꯨꯟꯕꯥ ꯑꯣꯏꯅꯥ ꯇꯤ-ꯁꯥꯔꯠ ꯑꯁꯤ ꯀꯦꯖꯨꯑꯦꯜ ꯅꯠꯇ꯭ꯔꯒꯥ ꯁꯦꯠꯄꯥ ꯌꯥꯕꯥ ꯌꯥꯝꯅꯥ ꯁꯤꯖꯤꯟꯅꯕꯥ ꯌꯥꯕꯥ ꯄꯣꯠꯁꯛ ꯑꯃꯅꯤ, ꯑꯃꯁꯨꯡ ꯃꯁꯤ ꯁꯤꯖꯤꯟꯅꯔꯤꯕꯥ ꯃꯤꯑꯣꯏ ꯑꯗꯨꯒꯤ ꯄꯔꯁꯣꯅꯦꯜ ꯁ꯭ꯇꯥꯏꯂꯒꯥ ꯆꯨꯅꯕꯥ ꯃꯑꯣꯡꯗꯥ ꯃꯈꯜ ꯀꯌꯥꯒꯤ ꯃꯑꯣꯡꯗꯥ ꯁꯤꯖꯤꯟꯅꯕꯥ ꯌꯥꯏ꯫ ꯃꯁꯤ ꯅꯨꯡꯉꯥꯏꯕꯥ ꯑꯃꯁꯨꯡ ꯆꯠꯅꯕꯥ ꯌꯥꯕꯥ ꯄꯣꯠꯁꯛ ꯑꯃꯅꯤ ꯑꯃꯁꯨꯡ ꯃꯁꯤ ꯋꯥꯔꯗ꯭ꯔꯕ ꯀꯌꯥꯗꯥ ꯃꯔꯨ ꯑꯣꯏꯕꯥ ꯄꯣꯠꯁꯛ ꯑꯃꯅꯤ꯫